ꯑꯦꯟ ꯑꯦꯟ ꯁꯤꯡ ꯁꯤꯖꯤꯟꯅꯕꯒꯤ ꯃꯔꯨꯑꯣꯏꯕ ꯃꯔꯝ ꯑꯃꯗꯤ ꯃꯈꯣꯏꯅ ꯇꯝꯕ ꯑꯃꯁꯨꯡ ꯆꯨꯁꯤꯟꯅꯍꯟꯕ ꯉꯝꯕꯒꯤ ꯃꯑꯣꯡ ꯑꯁꯤꯅꯤ꯫ ꯃꯈꯣꯏꯅ ꯈꯨꯗꯝ ꯑꯣꯏꯅ ꯇꯝꯕ ꯉꯝꯃꯤ ꯑꯃꯁꯨꯡ ꯃꯈꯣꯏꯅ ꯑꯦꯛꯁꯄꯔꯤꯌꯦꯟꯁ ꯐꯪꯕꯒ ꯂꯣꯏꯅꯅ ꯃꯈꯣꯏꯒꯤ ꯄꯔꯐꯣꯃꯦꯟꯁ ꯐꯒꯠꯍꯟꯕ ꯉꯝꯃꯤ꯫ ꯃꯁꯤ ꯇꯔꯦꯅꯤꯡ ꯗꯦꯇꯥ ꯁꯤꯖꯤꯟꯅꯗꯨꯅ ꯐꯪꯕ ꯉꯝꯃꯤ ꯃꯁꯤꯅ ꯅꯦꯠꯋꯥꯛꯀꯤ ꯃꯅꯨꯡꯗ ꯀꯅꯦꯛꯁꯟꯒꯤ ꯑꯔꯨꯝꯕ ꯑꯗꯨ ꯁꯦꯝꯗꯣꯛ ꯁꯦꯝꯖꯤꯟ ꯇꯧꯕꯗ ꯁꯤꯖꯤꯟꯅꯩ꯫ ꯇꯔꯦꯟ ꯇꯧꯔꯕ ꯃꯇꯨꯡꯗ ꯃꯗꯨꯒꯤ ꯃꯇꯨꯡꯗ ꯑꯦ ꯑꯦꯟ ꯑꯦꯟ ꯅ ꯑꯅꯧꯕ ꯎꯕ ꯐꯪꯗꯕ ꯗꯦꯇꯥꯒ ꯂꯣꯏꯅꯅ ꯄ꯭ꯔꯤꯗꯤꯛꯁꯟ ꯇꯧꯅꯕ ꯅꯠꯇ꯭ꯔꯒ ꯁꯃꯁꯤꯌꯥꯁꯤꯡꯒꯤ ꯁꯣꯂꯨꯁꯟ ꯄꯤꯅꯕ ꯁꯤꯖꯤꯟꯅꯕ ꯌꯥꯒꯅꯤ꯫ ꯑꯄꯨꯟꯕ ꯑꯣꯏꯅ ꯑꯦ ꯑꯦꯟ ꯑꯦꯟ ꯁꯤꯡ ꯑꯁꯤ ꯑꯔꯨꯕ ꯁꯃꯁꯤꯌꯥꯁꯤꯡ ꯀꯣꯛꯍꯟꯅꯕꯒꯤ ꯁꯛꯇꯤ ꯂꯩꯕ ꯈꯨꯠꯂꯥꯏ ꯑꯃꯅꯤ ꯑꯃꯁꯨꯡ ꯃꯈꯣꯏꯅ ꯇꯝꯕ ꯑꯃꯁꯨꯡ ꯆꯨꯁꯤꯟꯅꯍꯟꯕ ꯉꯝꯕꯒꯤ ꯃꯑꯣꯡ ꯑꯁꯤꯅ ꯃꯔꯝ ꯑꯣꯏꯗꯨꯅ ꯄꯥꯛ ꯁꯟꯅꯥꯁꯤꯖꯤꯟꯅꯩ꯫ ꯁꯄꯦꯁ ꯑꯦꯛꯁꯄꯂꯣꯔꯦꯁꯟꯒ ꯃꯔꯤ ꯂꯩꯅꯕ ꯂꯥꯏꯔꯤꯛ ꯃꯉꯥꯒꯤ ꯂꯤꯁ ꯑꯃ ꯁꯦꯝꯕ꯫ ꯇꯝ ꯋꯨꯜꯐꯅ ꯏꯕꯥ ꯗꯤ ꯔꯥꯏꯠ ꯁꯇꯞ ꯂꯥꯏꯔꯤꯛ ꯑꯁꯤꯅ ꯌꯨꯅꯥꯏꯇꯦꯠ ꯁꯇꯦꯠꯁꯀꯤ ꯁꯄꯦꯁ ꯄ꯭ꯔꯣꯒꯔꯥꯝꯒꯤꯗꯃꯛꯇ ꯈꯟꯒꯠꯂꯕ ꯑꯍꯥꯟꯕ ꯑꯦꯁꯇꯔꯣꯅꯣꯠꯁꯤꯡꯒꯤ ꯑꯦꯛꯁꯄꯔꯤꯌꯦꯟꯁꯁꯤꯡꯒꯤ ꯃꯇꯥꯡꯗ ꯋꯥꯔꯤ ꯁꯥꯔꯤ꯫ ꯁꯇꯦꯐꯦꯟ ꯍꯧꯖꯤꯛꯀꯤ ꯇꯥꯏꯝꯒꯤ ꯑꯄꯤꯛꯄ ꯄꯨꯋꯥꯔꯤ ꯀ꯭ꯂꯥꯁꯤꯛ ꯁꯥꯏꯟꯁꯀꯤ ꯂꯥꯏꯔꯤꯛ ꯑꯁꯤꯅ ꯌꯨꯅꯤꯚꯔꯁ ꯑꯁꯤꯕꯨ ꯂꯧꯁꯤꯅꯕ ꯑꯃꯁꯨꯡ ꯁꯄꯦꯁ ꯑꯦꯛꯁꯄꯂꯣꯔꯦꯁꯟꯁꯀꯤ ꯃꯇꯨꯡꯗ ꯂꯩꯔꯤꯕ ꯊꯤꯑꯣꯔꯤꯁꯤꯡ ꯑꯃꯁꯨꯡ ꯄ꯭ꯔꯤꯟꯁꯤꯄꯜꯁꯤꯡ ꯑꯗꯨ ꯁꯟꯗꯣꯛꯅ ꯇꯥꯛꯂꯤ꯫ ꯑꯦꯟꯗꯤ ꯋꯦꯏꯔꯒꯤ ꯗꯤ ꯃꯥꯔꯇꯤꯌꯟ ꯅꯣꯚꯦꯜ ꯑꯁꯤꯅ ꯃꯪꯂꯥꯟꯗ ꯊꯨꯡꯂꯈꯤꯕ ꯑꯃꯁꯨꯡ ꯍꯤꯡꯅꯕꯒꯤꯗꯃꯛꯇ ꯃꯍꯥꯛꯀꯤ ꯍꯩꯁꯤꯡꯕ ꯑꯃꯁꯨꯡ ꯂꯧꯁꯤꯡ ꯁꯤꯖꯤꯟꯅꯒꯗꯕ ꯑꯦꯁꯇꯔꯣꯅꯣꯠ ꯑꯃꯒꯤ ꯋꯥꯔꯤ ꯂꯤꯔꯤ꯫ ꯃꯦꯔꯤ ꯔꯣꯁꯅ ꯏꯕꯥ ꯄꯦꯀꯤꯡ ꯐꯣꯔ ꯃꯥꯔꯁ ꯗ ꯀ꯭ꯌꯨꯔꯤꯌꯁ ꯁꯥꯏꯟꯁ ꯑꯣꯐ ꯂꯥꯏꯐ ꯏꯟ ꯗꯤ ꯚꯣꯏꯗ ꯅꯟ ꯐꯤꯛꯁꯟ ꯂꯥꯏꯔꯤꯛ ꯑꯁꯤꯅ ꯁꯄꯦꯁꯇ ꯍꯤꯡꯕꯒꯤ ꯁꯥꯏꯟꯁ ꯑꯃꯁꯨꯡ ꯁꯄꯦꯁ ꯇ꯭ꯔꯥꯚꯦꯜꯒꯤꯗꯃꯛꯇ ꯃꯊꯧ ꯇꯥꯕ ꯁꯦꯝ ꯁꯥꯕꯒꯤ ꯃꯇꯥꯡꯗ ꯌꯥꯃꯅ ꯀꯨꯞꯅ ꯌꯦꯡꯁꯤꯜꯂꯤ꯫ ꯀ꯭ꯔꯤꯁ ꯍꯦꯗꯐꯤꯜꯗꯅ ꯏꯕꯥ ꯑꯦꯁꯇꯔꯣꯅꯣꯠꯁ ꯒꯥꯏꯠ ꯇꯨ ꯂꯥꯏꯐ ꯑꯣꯟ ꯑꯥꯔꯠ ꯑꯦꯁꯇꯔꯣꯅꯣꯠ ꯀ꯭ꯔꯤꯁ ꯍꯦꯗꯐꯤꯜꯗꯅ ꯏꯕꯥ ꯋꯥꯔꯤꯃꯆꯥ ꯑꯁꯤꯅ ꯁꯄꯦꯁꯇ ꯃꯍꯥꯛꯀꯤ ꯑꯦꯛꯁꯄꯔꯤꯌꯦꯟꯁꯁꯤꯡ ꯑꯗꯨ ꯅꯤꯡꯁꯤꯡꯂꯤ ꯑꯃꯁꯨꯡ ꯑꯦꯁꯇꯔꯣꯅꯣꯠ ꯑꯃꯒꯤ ꯄꯨꯟꯁꯤꯒꯤ ꯃꯇꯥꯡꯗ ꯋꯥꯈꯜ ꯈꯟꯕ ꯉꯝꯍꯜꯂꯤ꯫